ꯇꯣꯀꯤꯑꯣ ꯁꯍꯔꯒꯤ ꯃꯇꯥꯡꯗ ꯋꯥꯐꯝ ꯃꯉꯥ ꯂꯤꯁ ꯇꯧꯕꯤꯌꯨ꯫ ꯇꯣꯀꯤꯑꯣ ꯑꯁꯤ ꯖꯄꯥꯟꯒꯤ ꯀꯦꯄꯤꯇꯦꯜ ꯑꯃꯁꯨꯡ ꯈ꯭ꯋꯥꯏꯗꯒꯤ ꯆꯥꯎꯕ ꯁꯍꯔꯅꯤ ꯃꯁꯤ ꯃꯔꯨꯑꯣꯏꯕ ꯗꯕꯤꯞ ꯍꯣꯟꯁꯨꯒꯤ ꯅꯣꯡꯄꯣꯛ ꯊꯪꯕ ꯁꯔꯨꯛꯇ ꯂꯩ꯫ ꯇꯣꯀꯤꯑꯣ ꯑꯁꯤ ꯑꯍꯥꯟꯕꯗ ꯏꯗꯣ ꯀꯧꯕꯥ ꯑꯄꯤꯛꯄ ꯉꯥꯃꯤ ꯈꯨꯡꯒꯪ ꯑꯃꯅꯤ꯫ ꯁꯍꯔ ꯑꯁꯤ ꯇꯔꯥ ꯇꯔꯦꯠ ꯁꯨꯕ ꯆꯍꯤꯆꯥꯒꯤ ꯑꯍꯥꯟꯕ ꯁꯔꯨꯛꯇ ꯁꯣꯒꯨꯟ ꯇꯣꯀꯨꯒꯥꯋꯥ ꯏꯌꯦꯌꯥꯁꯨ ꯏꯗꯣꯕꯨ ꯃꯍꯥꯛꯀꯤ ꯕꯦꯖ ꯑꯣꯏꯍꯟꯈꯤꯕꯗꯒꯤ ꯆꯥꯎꯈꯠꯄ ꯍꯧꯈꯤ꯫ ꯑꯦꯠꯇꯤꯟ ꯁꯤꯛꯁꯇꯤ ꯑꯦꯠꯗ ꯁꯍꯔ ꯑꯁꯤꯒꯤ ꯃꯃꯤꯡ ꯇꯣꯀꯤꯑꯣ ꯍꯥꯏꯅ ꯊꯣꯟꯈꯤ ꯃꯁꯤꯒꯤ ꯑꯔꯊꯗꯤ ꯏꯁꯇꯔꯟ ꯀꯦꯄꯤꯇꯦꯜ ꯍꯥꯏꯕꯅꯤ ꯃꯗꯨꯗ ꯏꯝꯄꯥꯔꯇꯔꯅ ꯃꯍꯥꯛꯀꯤ ꯂꯩꯐꯝ ꯃꯐꯝ ꯑꯗꯨꯗ ꯀꯤꯌꯣꯇꯣꯗꯒꯤ ꯂꯧꯊꯣꯛꯈꯤ꯫ ꯇꯣꯀꯤꯑꯣ ꯑꯁꯤ ꯃꯥꯂꯦꯝꯒꯤ ꯑꯆꯧꯕ ꯐꯥꯏꯅꯥꯟꯁꯤꯑꯦꯜ ꯁꯦꯟꯇꯔ ꯑꯃꯅꯤ ꯑꯃꯁꯨꯡ ꯃꯁꯤꯗ ꯃꯥꯂꯦꯝꯒꯤ ꯈ꯭ꯋꯥꯏꯗꯒꯤ ꯆꯥꯎꯕ ꯀꯝꯄꯦꯅꯤ ꯀꯌꯥꯒꯤ ꯍꯦꯠꯀꯨꯋꯥꯇꯔ ꯂꯩꯔꯤ꯫ ꯃꯁꯤ ꯃꯥꯂꯦꯝꯒꯤ ꯁꯍꯔ ꯑꯃꯠꯇꯒꯤ ꯈ꯭ꯋꯥꯏꯗꯒꯤ ꯆꯥꯎꯕ ꯏꯀꯣꯅꯣꯃꯤꯁꯤꯡꯒꯤ ꯃꯅꯨꯡꯗ ꯑꯃꯅꯤ ꯑꯃꯁꯨꯡ ꯂꯂꯣꯟ ꯏꯇꯤꯛ ꯑꯃꯁꯨꯡ ꯂꯂꯣꯟ ꯏꯇꯤꯛꯀꯤ ꯑꯆꯧꯕ ꯃꯐꯝ ꯑꯃꯅꯤ꯫ ꯁꯍꯔ ꯑꯁꯤ ꯇ꯭ꯔꯦꯗꯤꯁꯅꯦꯜ ꯑꯃꯁꯨꯡ ꯃꯣꯔꯗꯟ ꯑꯥꯔꯀꯤꯇꯦꯛꯆꯔꯒꯤ ꯃꯔꯛꯇ ꯌꯥꯟꯁꯤꯟꯅꯕꯒꯤꯗꯃꯛ ꯃꯃꯤꯡ ꯆꯠꯂꯤ ꯃꯐꯝ ꯑꯁꯤꯗ ꯂꯥꯏꯁꯪ ꯀꯌꯥ ꯑꯃꯁꯨꯡ ꯑꯇꯣꯞꯄ ꯄꯨꯋꯥꯔꯤꯒꯤ ꯃꯁꯛ ꯑꯣꯏꯕ ꯀꯌꯥꯒ ꯂꯣꯌꯅꯅ ꯁ꯭ꯀꯥꯏꯁꯀꯔꯦꯄꯔꯁꯤꯡ ꯑꯃꯁꯨꯡ ꯇꯨꯡꯒꯤ ꯑꯣꯏꯕ ꯕꯤꯜꯗꯤꯡꯁꯤꯡ ꯂꯩ꯫ ꯇꯣꯀꯤꯑꯣꯒꯤ ꯃꯃꯤꯡ ꯂꯩꯔꯕ ꯃꯐꯝ ꯈꯔꯗꯤ ꯇꯣꯀꯤꯑꯣ ꯇꯋꯥꯔ ꯏꯝꯄꯤꯔꯤꯑꯦꯜ ꯄꯦꯂꯦꯁ ꯑꯃꯁꯨꯡ ꯁꯦꯟꯁꯣ ꯖꯤ ꯇꯦꯝꯄꯜ ꯑꯁꯤꯅꯤ꯫ ꯇꯣꯀꯤꯑꯣ ꯑꯁꯤ ꯃꯁꯤꯒꯤ ꯆꯥꯛꯆ ꯌꯨꯊꯛꯁꯤꯡꯒꯤꯗꯃꯛꯇꯁꯨ ꯈꯉꯅꯩ ꯃꯐꯝ ꯑꯁꯤꯗ ꯃꯈꯜ ꯀꯌꯥꯒꯤ ꯆꯤꯟꯖꯥꯛꯁꯤꯡ ꯐꯪꯏ ꯃꯗꯨꯒꯤ ꯃꯅꯨꯡꯗ ꯇ꯭ꯔꯦꯗꯤꯁꯅꯦꯜ ꯖꯄꯥꯅꯤꯁ ꯆꯥꯛꯁꯪꯗꯒꯤ ꯍꯧꯔꯒ ꯏꯟꯇꯔꯅꯦꯁꯅꯦꯜ ꯆꯥꯛꯆ ꯌꯨꯊꯛꯁꯤꯡ ꯐꯥꯎꯕ ꯌꯥꯎꯔꯤ꯫ ꯁꯍꯔ ꯑꯁꯤꯗ ꯃꯥꯂꯦꯝꯒꯤ ꯑꯇꯣꯞꯄ ꯁꯍꯔ ꯑꯃꯠꯇꯗꯒꯤ ꯍꯦꯟꯅꯥ ꯃꯤꯆꯦꯂꯤꯟ ꯁ꯭ꯇꯥꯔ ꯔꯦꯁꯇꯣꯔꯦꯟꯁꯤꯡ ꯂꯩꯔꯤ꯫ ꯇꯣꯀꯤꯑꯣ ꯑꯁꯤ ꯁꯇꯔꯤꯠ ꯐꯨꯠꯀꯤꯗꯃꯛꯇꯁꯨ ꯃꯃꯤꯡ ꯆꯠꯂꯤ ꯚꯦꯟꯗꯔꯁꯤꯡꯅ ꯀꯨꯝꯃꯩꯁꯤꯡ ꯑꯃꯁꯨꯡ ꯀꯩꯊꯦꯜꯁꯤꯡꯗ ꯇꯥꯀꯣꯌꯥꯀꯤ ꯑꯃꯁꯨꯡ ꯌꯥꯀꯤꯇꯣꯔꯤꯒꯨꯝꯕ ꯁꯅꯦꯛꯁꯤꯡ ꯌꯣꯜꯂꯤ꯫ ꯏꯟꯄꯨꯠ ꯁꯦꯟꯁꯟ ꯑꯗꯨ ꯀꯣꯒꯅꯤꯇꯤꯚ ꯑꯣꯏꯅ ꯄꯔꯤꯗꯤꯐꯥꯏꯠ ꯀꯦꯇꯦꯒꯣꯔꯤ ꯑꯍꯨꯝꯗ ꯀ꯭ꯂꯥꯁꯤꯐꯥꯏ ꯇꯧꯕ꯫ ꯑꯩꯍꯥꯛꯅ ꯍꯌꯦꯡ ꯔꯤꯄꯣꯔꯠ ꯑꯁꯤ ꯂꯣꯏꯁꯤꯟꯒꯅꯤ꯫ ꯑꯩꯅ ꯍꯌꯦꯡ ꯔꯤꯄꯣꯔꯠ ꯑꯁꯤ ꯂꯣꯏꯁꯤꯟꯒꯅꯤ ꯍꯥꯏꯕ ꯏꯟꯄꯨꯠ ꯁꯦꯟꯁꯟ ꯑꯁꯤ ꯃꯈꯥꯗ ꯄꯤꯔꯤꯕ ꯃꯃꯥꯡꯗ ꯂꯦꯞꯊꯣꯛꯈ꯭ꯔꯕ ꯀꯦꯇꯦꯒꯣꯔꯤ ꯑꯍꯨꯝ ꯑꯁꯤꯗ ꯈꯥꯏꯗꯣꯛꯄ ꯌꯥꯏ ꯏꯟꯇꯦꯟꯁ ꯄꯥꯟꯗꯝ ꯀꯦꯇꯦꯒꯣꯔꯤ ꯑꯁꯤꯅ ꯋꯥꯉꯥꯡꯂꯣꯏ ꯑꯃꯅ ꯐꯪꯅꯕ ꯄꯥꯟꯗꯝ ꯊꯝꯂꯤꯕ ꯑꯦꯛꯁꯟ ꯑꯃꯒꯤ ꯄꯥꯟꯗꯝ ꯅꯠꯇ꯭ꯔꯒ ꯄꯥꯟꯗꯝ ꯑꯗꯨ ꯈꯪꯗꯣꯛꯏ꯫ ꯃꯁꯤꯒꯤ ꯀꯦꯁ ꯑꯁꯤꯗ ꯏꯟꯇꯦꯟꯁ ꯑꯁꯤ ꯔꯤꯄꯣꯔꯠ ꯑꯗꯨ ꯃꯄꯨꯡ ꯐꯥꯍꯟꯕ ꯅꯠꯇ꯭ꯔꯒ ꯂꯣꯏꯁꯤꯟꯕꯅꯤ꯫ ꯃꯇꯝ ꯀꯦꯇꯦꯒꯣꯔꯤ ꯑꯁꯤꯅ ꯑꯦꯛꯁꯟ ꯑꯗꯨ ꯄꯥꯡꯊꯣꯛꯀꯗꯕ ꯅꯠꯇ꯭ꯔꯒ ꯂꯣꯏꯁꯤꯟꯕꯒꯤ ꯃꯇꯝ ꯑꯗꯨ ꯇꯥꯛꯏ ꯃꯁꯤꯒꯤ ꯀꯦꯁ ꯑꯁꯤꯗ ꯃꯁꯤ ꯍꯌꯦꯡꯅꯤ꯫ ꯄꯔꯁꯣꯅꯦꯜ ꯄꯔꯣꯅꯣꯅꯣꯝ ꯀꯦꯇꯦꯒꯣꯔꯤ ꯑꯁꯤꯅ ꯋꯥꯍꯩ ꯑꯁꯤ ꯑꯍꯥꯟꯕ ꯃꯤꯑꯣꯏꯒꯤ ꯃꯤꯠꯌꯦꯡꯗꯒꯤꯅꯤ ꯍꯥꯏꯕ ꯇꯥꯛꯏ ꯃꯁꯤꯗ ꯄꯔꯁꯣꯅꯦꯜ ꯄꯔꯣꯅꯣꯅꯣꯝ ꯁꯤꯖꯤꯟꯅꯗꯨꯅ ꯋꯥꯉꯥꯡꯂꯣꯏ ꯑꯗꯨꯕꯨ ꯔꯤꯄꯣꯔꯠ ꯑꯗꯨ ꯂꯣꯏꯁꯤꯟꯒꯗꯕ ꯃꯤꯑꯣꯏ ꯑꯗꯨꯅꯤ ꯍꯥꯏꯕ ꯈꯪꯗꯣꯛꯏ꯫